ꯚꯥꯔꯠꯀꯤ ꯃꯤꯌꯥꯝꯅ ꯄꯥꯝꯅꯕ ꯃꯁꯥꯟꯅꯥ ꯑꯍꯨꯝꯒꯤ ꯃꯃꯤꯡ ꯊꯣꯟꯕꯤꯌꯨ꯫ ꯀ꯭ꯔꯤꯀꯦꯠ: ꯃꯁꯤ ꯚꯥꯔꯠꯀꯤ ꯈ꯭ꯋꯥꯏꯗꯒꯤ ꯃꯃꯤꯡ ꯆꯠꯄ ꯃꯁꯥꯟꯅꯅꯤ, ꯃꯁꯤꯗ ꯃꯁꯤꯡ ꯌꯥꯝꯅ ꯐꯣꯂꯣꯋꯤꯡ ꯑꯃꯁꯨꯡ ꯄꯥꯛ ꯁꯟꯅ ꯃꯤꯗꯤꯌꯥ ꯀꯚꯔꯦꯖ ꯂꯩ꯫ ꯐꯤꯜꯗ ꯍꯣꯀꯤ: ꯚꯥꯔꯠꯅ ꯐꯤꯜꯗ ꯍꯣꯀꯤꯗ ꯃꯥꯏꯄꯥꯛꯄꯒꯤ ꯁꯥꯡꯂꯕ ꯄꯨꯋꯥꯔꯤ ꯑꯃ ꯂꯩꯔꯤ, ꯃꯍꯥꯛꯅ ꯑꯣꯂꯦꯝꯄꯤꯛꯁꯀꯤ ꯁꯅꯥꯒꯤ ꯇꯀꯃꯥꯟ ꯀꯌꯥ ꯑꯃꯁꯨꯡ ꯃꯥꯂꯦꯝꯒꯤ ꯆꯦꯝꯄꯤꯌꯟꯁꯤꯞ ꯀꯌꯥ ꯑꯃ ꯐꯪꯈ꯭ꯔꯦ꯫ ꯀꯕꯥꯗꯗꯤ: ꯃꯁꯤꯒꯤ ꯏꯟꯗꯤꯖꯦꯅꯁ ꯁ꯭ꯄꯣꯔꯠ ꯑꯁꯤ ꯚꯥꯔꯠꯇ ꯃꯁꯛ ꯊꯣꯛꯄ ꯐꯣꯂꯣꯋꯤꯡ ꯑꯃ ꯂꯩꯔꯤ, ꯑꯃꯁꯨꯡ ꯄ꯭ꯔꯣ ꯀꯕꯥꯗꯤ ꯂꯤꯒꯥꯒꯤ ꯃꯁꯤꯒꯤ ꯃꯤꯌꯥꯝꯅ ꯄꯥꯝꯅꯕ ꯑꯁꯤ ꯍꯦꯟꯅ ꯍꯦꯟꯒꯠꯍꯟꯕꯗ ꯃꯇꯦꯡ ꯄꯥꯡꯂꯤ꯫ ꯑꯥꯔꯇꯤꯐꯤꯁꯤꯑꯦꯜ ꯏꯟꯇꯤꯂꯤꯖꯦꯟꯁ ꯒꯤ ꯏꯊꯤꯀꯦꯜꯒꯤ ꯑꯣꯏꯕ ꯋꯥꯐꯝ ꯈꯔꯒꯤ ꯂꯤꯁ꯭ꯠ ꯑꯃ ꯁꯦꯝꯃꯨ꯫ ꯕꯥꯏꯁ ꯑꯃꯁꯨꯡ ꯗꯤꯁꯀ꯭ꯔꯤꯃꯤꯅꯦꯁꯟ: ꯊꯕꯛ ꯊꯥꯗꯣꯀꯄꯥ: ꯑꯥꯔꯇꯤꯐꯤꯁꯤꯑꯦꯜ ꯏꯟꯇꯤꯂꯤꯖꯦꯟꯁ ꯅ ꯊꯕꯛꯁꯤꯡ ꯑꯣꯇꯣꯃꯦꯠ ꯇꯧꯒꯅꯤ, ꯃꯁꯤꯅ ꯄꯥꯛ ꯁꯟꯅ ꯊꯕꯛ ꯐꯪꯗꯕ ꯊꯣꯛꯍꯜꯂꯒꯅꯤ ꯑꯃꯁꯨꯡ ꯇ꯭ꯔꯦꯗꯤꯁ꯭ꯅꯦꯜ ꯋꯥꯔꯛꯐꯣꯔꯁꯇ ꯑꯀꯥꯏꯕ ꯄꯤꯒꯅꯤ ꯍꯥꯏꯕꯒꯤ ꯆꯤꯡꯅꯕ ꯂꯩꯔꯤ꯫ ꯄ꯭ꯔꯥꯏꯚꯦꯁꯤꯗ ꯂꯥꯟꯗꯥꯕ: ꯕꯤꯒ ꯗꯦꯇꯥꯗ ꯊꯥꯖꯕ ꯊꯝꯕ ꯁꯤꯁꯇꯦꯝꯁꯤꯡꯅ ꯃꯤꯑꯣꯏ ꯑꯃꯒꯤ ꯄ꯭ꯔꯥꯏꯚꯦꯁꯤꯗ ꯁꯣꯛꯍꯟꯕ ꯌꯥꯏ ꯑꯃꯁꯨꯡ ꯁꯔꯚꯤꯂꯦꯟꯁ ꯑꯃꯁꯨꯡ ꯗꯦꯇꯥ ꯁꯤꯖꯤꯟꯅꯕꯒꯤ ꯃꯇꯥꯡꯗꯥ ꯏꯊꯤꯀꯦꯜꯒꯤ ꯑꯣꯏꯕꯥ ꯋꯥꯍꯪꯁꯤꯡ ꯊꯣꯔꯀꯄꯥ ꯌꯥꯏ꯫ ꯇ꯭ꯔꯥꯟꯁꯄꯔꯦꯟꯁꯤ ꯂꯩꯇꯕ: ꯑꯦ. ꯕꯦꯁꯤꯛ ꯃꯑꯣꯡꯁꯤꯡ ꯁꯤꯖꯤꯟꯅꯗꯨꯅ ꯐꯦꯟꯁꯤꯇꯤ ꯂꯥꯏꯔꯤꯛ ꯑꯃꯒꯤꯗꯃꯛ ꯑꯦꯂꯤꯌꯟ ꯀ꯭ꯔꯤꯌꯦꯇꯔ ꯑꯃ ꯗꯤꯖꯥꯏꯟ ꯇꯧꯕ꯫